ꯈꯡꯗꯕ ꯋꯥꯐꯝꯁꯤꯡ ꯊꯤꯖꯤꯅꯕꯒꯤ ꯃꯇꯥꯡꯗꯥ ꯃꯦꯇꯥꯐꯣꯔ ꯑꯃ ꯁꯦꯝꯃꯨ꯫ ꯈꯪꯗꯕ ꯋꯥꯐꯃꯁꯤꯡ ꯊꯤꯖꯤꯅꯕ ꯑꯁꯤ ꯑꯀꯟꯕ ꯅꯣꯡꯖꯨ-ꯅꯨꯡꯁꯥꯗ ꯂꯥꯟꯊꯦꯡꯅꯕꯒ ꯃꯥꯟꯅꯩ: ꯃꯥꯡꯗ ꯂꯩꯔꯤꯕ ꯂꯝꯕꯤ ꯑꯁꯤ ꯃꯇꯝ ꯄꯨꯝꯅꯃꯛꯇ ꯃꯌꯦꯛ ꯁꯦꯡꯗꯕ ꯌꯥꯏ, ꯑꯗꯨꯕꯨ ꯊꯧꯅꯥ ꯐꯕ ꯈꯣꯉꯊꯥꯡ ꯈꯨꯗꯤꯡꯃꯛ ꯃꯥꯡꯂꯣꯃꯗ ꯆꯪꯁꯤꯜꯂꯛꯄꯒꯥ ꯂꯣꯏꯅꯅꯥ, ꯅꯣꯡꯂꯩ-ꯅꯨꯡꯁꯤꯠ ꯑꯁꯤ ꯇꯞꯅ ꯇꯞꯅ ꯁꯦꯡꯗꯣꯛꯇꯨꯅ ꯗꯤꯁ꯭ꯀꯣꯕꯔꯤ ꯑꯃꯁꯨꯡ ꯑꯣꯏꯊꯣꯛꯄꯥ ꯌꯥꯕꯁꯤꯡꯒꯤ ꯑꯅꯧꯕ ꯂꯦꯌꯔ ꯑꯃ ꯎꯕ ꯐꯪꯏ꯫ ꯅꯣꯡꯖꯨ-ꯅꯨꯡꯁꯥꯒꯤ ꯃꯔꯛꯇ ꯆꯠꯂꯤꯕ ꯅꯥꯒꯔꯤꯛ ꯑꯃꯒꯨꯝꯅ ꯑꯩꯈꯣꯏꯅ ꯑꯩꯈꯣꯏꯒꯤ ꯏꯟꯇ꯭ꯌꯨꯏꯁꯟ, ꯅꯣꯂꯦꯖ ꯑꯃꯁꯨꯡ ꯗꯤꯇꯔꯃꯤꯅꯦꯁꯟ ꯑꯁꯤ ꯁꯤꯖꯤꯟꯅꯗꯨꯅ ꯑꯩꯈꯣꯏꯒꯤ ꯀꯣꯔꯁ ꯑꯗꯨ ꯆꯥꯔꯠ ꯇꯧꯒꯗꯕꯅꯤ ꯑꯃꯁꯨꯡ ꯆꯥꯔꯠ ꯇꯧꯗꯕ ꯇꯦꯔꯤꯇꯣꯔꯤꯁꯤꯡꯗ ꯂꯩꯔꯤꯕ ꯂꯣꯠꯁꯤꯜꯂꯕ ꯔꯠꯅꯁꯤꯡ ꯑꯗꯨ ꯐꯣꯡꯗꯣꯛꯀꯗꯕꯅꯤ꯫ ꯑꯣꯔꯒꯥꯅꯤꯛ ꯑꯃꯁꯨꯡ ꯏꯅꯑꯣꯔꯒꯥꯅꯤꯛ ꯀꯝꯄꯥꯎꯟꯗ ꯑꯃꯒꯤ ꯃꯔꯛꯇ ꯂꯩꯕ ꯃꯔꯨꯑꯣꯏꯕ ꯈꯦꯠꯅꯕꯁꯤꯡ ꯈꯪꯗꯣꯛꯄ꯫ ꯑꯣꯔꯒꯥꯅꯤꯛ ꯀꯝꯄꯥꯎꯟꯗ ꯑꯃꯁꯨꯡ ꯏꯅꯑꯣꯔꯒꯥꯅꯤꯛ ꯀꯝꯄꯥꯎꯟꯗꯁꯤꯡ ꯑꯁꯤ ꯃꯈꯣꯏꯒꯤ ꯁ꯭ꯇꯔꯛꯆꯔ, ꯀꯝꯄꯣꯖꯤꯁꯟ, ꯄ꯭ꯔꯣꯄꯔꯇꯤ ꯑꯃꯁꯨꯡ ꯔꯤꯑꯦꯛꯁꯅꯁꯤꯡꯗꯥ ꯈꯦꯠꯅꯩ꯫ ꯀꯝꯄꯣꯖꯤꯁꯟ: ꯑꯣꯔꯒꯥꯅꯤꯛ ꯀꯝꯄꯥꯎꯟꯗꯁꯤꯡ ꯑꯁꯤ ꯃꯔꯨꯑꯣꯏꯅ ꯀꯥꯔꯕꯣꯟ, ꯍꯥꯏꯗ꯭ꯔꯣꯖꯦꯟ, ꯑꯃꯁꯨꯡ ꯑꯇꯦ ꯏꯂꯤꯃꯦꯟꯇꯁꯤꯡ ꯍꯥꯌꯕꯗꯤ ꯅꯥꯏꯠꯔꯣꯖꯦꯟ, ꯑꯣꯛꯁꯤꯖꯦꯟ, ꯁꯂꯐꯥꯔꯒ ꯂꯣꯏꯅꯅ ꯑꯇꯦ ꯏꯂꯤꯃꯦꯟꯇꯁꯤꯡꯒ ꯂꯣꯌꯅꯅ ꯑꯄꯤꯛꯄ ꯄ꯭ꯔꯣꯄꯣꯔꯁꯟꯁꯤꯡꯗ ꯁꯦꯝꯕꯅꯤ꯫ ꯏꯅꯑꯣꯔꯒꯥꯅꯤꯛ ꯀꯝꯄꯥꯎꯟꯗꯁꯤꯡ, ꯀꯥꯔꯕꯣꯟ ꯕꯦꯛꯕꯣꯟ ꯂꯩꯇꯦ ꯑꯃꯁꯨꯡ ꯃꯗꯨꯒꯤ ꯃꯍꯨꯠꯇ ꯙꯥꯇꯨ, ꯅꯟ-ꯃꯦꯇꯜ ꯑꯃꯁꯨꯡ ꯄꯨꯟꯅꯥ ꯆꯦꯅꯕꯥ ꯃꯦꯇꯥꯂꯣꯏꯗꯁꯤꯡ ꯌꯥꯎꯏ꯫ ꯁ꯭ꯇꯔꯛꯆꯔ: ꯑꯣꯔꯒꯥꯅꯤꯛ ꯀꯝꯄꯥꯎꯟꯗꯁꯤꯡ ꯑꯁꯤ ꯃꯍꯧꯁꯥꯅꯥ ꯇꯣꯉꯥꯟ ꯇꯣꯉꯥꯟꯕ ꯐꯪꯁ꯭ꯅꯦꯜ ꯒ꯭ꯔꯨꯞꯁꯤꯡ ꯑꯃꯁꯨꯡ ꯑꯦꯔꯦꯟꯖꯃꯦꯟꯠꯁꯤꯡ ꯌꯥꯎꯕ ꯀꯣꯑꯣꯚꯦꯂꯦꯟꯇ ꯕꯣꯟꯗꯁꯤꯡꯒ ꯂꯣꯌꯅꯅ ꯀꯝꯞꯂꯦꯛꯁ ꯑꯃꯁꯨꯡ ꯑꯆꯧꯕ ꯁ꯭ꯇꯔꯛꯆꯔꯁꯤꯡ ꯂꯩ꯫ ꯃꯥꯌꯀꯩ ꯑꯃꯔꯣꯃꯗ, ꯏꯅꯑꯣꯔꯒꯥꯅꯤꯛ ꯀꯝꯄꯥꯎꯟꯗꯁꯤꯡ ꯑꯁꯤ ꯃꯍꯧꯁꯥꯅ ꯑꯥꯏꯑꯣꯅꯤꯛ ꯅꯠꯠꯔꯒ ꯀꯣꯑꯣꯚꯦꯂꯦꯟꯇ ꯕꯣꯟꯁꯤꯡꯒꯥ ꯂꯣꯏꯅꯅꯥ ꯁ꯭ꯇꯔꯛꯆꯔꯗ ꯏꯆꯝ ꯆꯝꯕ ꯑꯣꯏ꯫ ꯃꯒꯨꯅꯁꯤꯡ: ꯃꯈꯣꯌꯒꯤ ꯁ꯭ꯠꯔꯀꯆꯔ ꯑꯃꯁꯨꯡ ꯕꯣꯟꯗꯤꯡꯒꯤ ꯈꯦꯠꯅꯕ ꯂꯩꯕꯅ ꯃꯔꯝ ꯑꯣꯏꯗꯨꯅ ꯑꯣꯔꯒꯥꯅꯤꯛ ꯑꯃꯁꯨꯡ ꯏꯅꯑꯣꯔꯒꯥꯅꯤꯛ ꯀꯝꯄꯥꯎꯟꯗꯁꯤꯡꯅ ꯌꯥꯝꯅ ꯇꯣꯉꯥꯟꯕ ꯐꯤꯖꯤꯀꯦꯜ ꯑꯃꯁꯨꯡ ꯀꯦꯃꯤꯀꯦꯜ ꯄ꯭ꯔꯣꯄꯔꯇꯤꯁꯤꯡ ꯎꯠꯄꯥ ꯉꯝꯃꯤ꯫ ꯑꯣꯔꯒꯥꯅꯤꯛ ꯀꯝꯄꯣꯅꯦꯟꯇꯁꯤꯡ ꯑꯁꯤ ꯃꯍꯧꯁꯥꯅꯥ ꯃꯦꯜꯇꯤꯡ ꯑꯃꯁꯨꯡ ꯕꯣꯏꯂꯤꯡ ꯄꯣꯏꯟꯇ ꯅꯦꯝꯅ ꯂꯩ, ꯏꯁꯤꯡꯗ ꯌꯥꯎꯗꯕ ꯑꯗꯨꯕꯨ ꯑꯣꯔꯒꯥꯅꯤꯛ ꯁꯣꯂꯚꯦꯟꯇꯤꯁꯤꯡꯗ ꯌꯥꯎꯕ ꯌꯥꯏ ꯑꯃꯁꯨꯡ ꯃꯩ ꯆꯥꯛꯄ ꯌꯥꯏ꯫ ꯑꯃꯔꯣꯃꯗ, ꯏꯅꯑꯣꯔꯒꯥꯅꯤꯛ ꯀꯝꯄꯥꯎꯟꯗꯁꯤꯡ ꯑꯁꯤ ꯃꯍꯧꯁꯥꯅ ꯃꯦꯜꯇꯤꯡ ꯑꯃꯁꯨꯡ ꯕꯣꯏꯂꯤꯡ ꯄꯣꯏꯟꯇ ꯋꯥꯡꯅ ꯂꯩ, ꯏꯁꯤꯡꯗ ꯌꯥꯎꯕ ꯌꯥꯏ ꯑꯃꯁꯨꯡ ꯃꯩ ꯆꯥꯀꯄ ꯌꯥꯗꯦ꯫ ꯔꯤꯑꯦꯛꯁꯅꯁꯤꯡ: ꯑꯣꯔꯒꯥꯅꯤꯛ ꯀꯝꯄꯣꯅꯦꯟꯠꯁꯤꯡ ꯑꯁꯤ ꯃꯍꯧꯁꯥꯅ ꯌꯥꯝꯅ ꯈꯪꯒꯠꯂꯕ ꯑꯃꯁꯨꯡ ꯀꯟꯇꯔꯣꯜ ꯇꯧꯔꯕ ꯀꯟꯗꯤꯁꯟꯁꯤꯡꯗ ꯊꯣꯛꯄ ꯇꯞꯅ ꯇꯞꯅ ꯔꯤꯑꯦꯛꯁꯟꯁꯤꯡ ꯊꯣꯛꯏ꯫ ꯏꯟꯑꯣꯔꯒꯥꯅꯤꯛ ꯀꯝꯄꯣꯅꯦꯟꯠꯁꯤꯡ ꯑꯁꯤ ꯌꯥꯝꯅ ꯊꯨꯅ ꯔꯤꯑꯦꯛꯁꯟꯁꯤꯡ ꯊꯣꯛꯏ, ꯃꯈꯣꯢ ꯑꯁꯤ ꯈꯪꯒꯠꯄ ꯌꯥꯝꯅ ꯅꯦꯝꯃꯤ ꯑꯃꯁꯨꯡ ꯇꯦꯝꯄꯦꯔꯦꯆꯔ ꯑꯃꯁꯨꯡ ꯄ꯭ꯔꯦꯁꯔꯒꯤ ꯋꯥꯡꯈꯠꯄ ꯅꯠꯠꯔꯒ ꯅꯦꯝꯕ ꯀꯟꯗꯤꯁꯅꯁꯤꯡꯗ ꯊꯣꯛꯏ꯫ ꯈꯪꯖꯤꯟꯒꯗꯕ ꯑꯃꯅ, ꯑꯣꯔꯒꯥꯅꯤꯛ ꯑꯃꯁꯨꯡ ꯏꯟꯑꯣꯔꯒꯥꯅꯤꯛ ꯀꯝꯄꯥꯎꯟꯗꯁꯤꯡꯒꯤ ꯃꯔꯛꯇ ꯂꯩꯕꯥ ꯃꯔꯨꯑꯣꯏꯕ ꯈꯦꯠꯅꯕꯥꯑꯁꯤ ꯑꯣꯔꯒꯥꯅꯤꯛ ꯀꯝꯄꯥꯎꯟꯗꯁꯤꯡꯗ ꯍꯥꯏꯗ꯭ꯔꯣꯖꯦꯟ ꯑꯃꯁꯨꯡ ꯑꯇꯩ ꯑꯦꯂꯤꯃꯦꯟꯇꯁꯤꯡꯒ ꯂꯣꯏꯅꯅ ꯕꯣꯟꯗ ꯇꯧꯕ ꯀꯥꯔꯕꯣꯟ ꯌꯥꯎꯏ ꯑꯗꯨꯒ ꯏꯟꯑꯣꯔꯒꯥꯅꯤꯛ ꯀꯝꯄꯥꯎꯟꯗꯁꯤꯡꯗ ꯌꯥꯎꯗꯦ꯫ ꯀꯥꯔꯕꯣꯟ ꯕꯦꯛꯕꯣꯟ ꯑꯁꯤ ꯂꯩꯕ ꯅꯠꯇꯔꯒꯥ ꯂꯩꯇꯕꯅ ꯃꯔꯝ ꯑꯣꯏꯗꯨꯅ ꯃꯈꯣꯏꯒꯤ ꯁ꯭ꯇꯔꯛꯆꯔ, ꯀꯝꯄꯣꯖꯤꯁꯟ, ꯄ꯭ꯔꯣꯄꯔꯇꯤ ꯑꯃꯁꯨꯡ ꯔꯤꯑꯦꯛꯁꯟꯁꯤꯡꯁꯨ ꯈꯦꯠꯅꯩ꯫ ꯑꯟꯗꯔꯂꯥꯏꯟ ꯇꯧꯔꯕ ꯋꯥꯍꯩꯁꯤꯡ ꯑꯗꯨ ꯃꯗꯨꯒꯤ ꯑꯣꯟꯅ-ꯇꯩꯅꯕ ꯃꯑꯣꯡꯗ ꯍꯣꯡꯗꯣꯛꯏ꯫ ꯇꯋꯥꯔ ꯑꯁꯤꯒꯤ ꯃꯈꯥꯗ ꯑꯆꯨꯝꯕ ꯂꯩꯔꯤ꯫ ꯇꯋꯥꯔ ꯑꯁꯤꯒꯤ ꯃꯊꯛꯇ ꯑꯔꯥꯅꯕ ꯋꯥꯐꯝ ꯂꯩꯔꯤ꯫ ꯃꯍꯧꯁꯥꯒꯤ ꯑꯣꯏꯗꯕ ꯈꯨꯗꯣꯡꯊꯤꯕ ꯑꯃꯅ ꯊꯣꯛꯅꯕꯥ ꯌꯥꯕ ꯋꯥꯐꯝ ꯑꯍꯨꯝ ꯄꯅꯕꯤꯌꯨ꯫ ꯃꯍꯧꯁꯥꯒꯤ ꯑꯣꯏꯗꯕ ꯗꯤꯖꯥꯁ꯭ꯇꯔꯁꯤꯡꯅ ꯑꯁꯣꯛ-ꯑꯄꯟ ꯀꯌꯥ ꯊꯣꯛꯍꯟꯕ ꯌꯥꯏ, ꯃꯈꯣꯏꯗꯨꯗꯤ: ꯄ꯭ꯔꯣꯄꯔꯇꯤ ꯃꯥꯡꯍꯟꯕ: ꯏꯟꯗꯁ꯭ꯠꯔꯤꯑꯦꯜ ꯑꯦꯛꯁꯤꯗꯦꯟꯇ ꯅꯠꯠꯔꯒ ꯑꯣꯏꯜ ꯁ꯭ꯄꯤꯜ ꯒꯨꯝꯕ ꯗꯤꯖꯥꯁ꯭ꯇꯔꯁꯤꯡ ꯑꯁꯤꯅ ꯕꯤꯜꯗꯤꯡꯁꯤꯡ, ꯏꯟꯐ꯭ꯔꯥꯁ꯭ꯠꯔꯛꯆꯔ ꯑꯃꯁꯨꯡ ꯄꯔꯁꯣꯅꯦꯜ ꯄ꯭ꯔꯣꯄꯔꯇꯤꯗ ꯁꯥꯊꯤꯅ ꯑꯃꯥꯡ-ꯑꯇꯥ ꯊꯣꯛꯍꯟꯕ ꯌꯥꯏ, ꯃꯗꯨꯅꯥ ꯃꯔꯝ ꯑꯣꯏꯗꯨꯅꯥ ꯁꯦꯜ-ꯊꯨꯃꯒꯤ ꯑꯆꯧꯕ ꯑꯃꯥꯡ-ꯑꯇꯥ ꯊꯣꯛꯍꯟꯕ ꯌꯥꯏ꯫ ꯑꯀꯣꯏꯔꯣꯟ ꯁꯣꯛꯍꯟꯕ: ꯈꯨꯗꯣꯡꯊꯤꯅꯤꯉꯥꯏ ꯑꯣꯏꯕꯥ ꯀꯦꯃꯤꯀꯦꯜ ꯊꯥꯗꯣꯛꯄ, ꯅ꯭ꯌꯨꯀꯂꯤꯌꯔ ꯑꯦꯛꯁꯤꯗꯦꯟꯇ, ꯑꯃꯁꯨꯡ ꯑꯦꯌꯔ ꯄꯣꯂꯨꯁꯟ ꯑꯁꯤ ꯃꯍꯧꯁꯥꯒꯤ ꯑꯣꯏꯗꯕ ꯗꯤꯖꯥꯁ꯭ꯇꯔꯁꯤꯡꯒꯤ ꯈꯨꯗꯃꯁꯤꯡꯅꯤ, ꯃꯗꯨꯅ ꯑꯀꯣꯏꯔꯣꯟꯗ ꯄꯣꯠꯁꯛꯁꯤꯡ ꯑꯃꯁꯨꯡ ꯄꯣꯂꯨꯁꯟꯁꯤꯡ ꯊꯥꯗꯣꯛꯏ, ꯃꯗꯨꯅ ꯄꯥꯛ-ꯆꯥꯎꯅꯥ ꯁꯣꯛꯅꯕ ꯑꯃꯁꯨꯡ ꯃꯇꯝ ꯁꯥꯡꯅ ꯏꯀꯣꯂꯣꯖꯤꯀꯦꯜ ꯑꯣꯏꯕ ꯑꯃꯥꯡ-ꯑꯇꯥ ꯊꯣꯛꯍꯜꯂꯤ꯫ ꯍꯛꯁꯦꯂꯒꯤ ꯈꯨꯗꯣꯡꯊꯤꯕꯁꯤꯡ: ꯃꯍꯧꯁꯥꯒꯤ ꯑꯣꯏꯕ ꯑꯁꯣꯛ-ꯑꯄꯅꯁꯤꯡꯅ ꯈꯨꯗꯛꯀꯤ ꯑꯣꯏꯕ ꯍꯛꯆꯥꯡꯒꯤ ꯑꯁꯣꯛ-ꯑꯄꯟ ꯑꯃꯁꯨꯡ ꯑꯁꯣꯛ-ꯑꯄꯟ ꯊꯣꯛꯍꯟꯕ ꯌꯥꯕ ꯄꯣꯠꯁꯛꯁꯤꯡ ꯅꯠꯇꯔꯒ ꯄꯣꯂꯨꯁꯟꯅ ꯊꯣꯛꯍꯟꯕ ꯃꯇꯝ ꯁꯥꯡꯅ ꯍꯛꯁꯦꯜ ꯒꯤ ꯏꯁꯨꯁꯤꯡ ꯑꯅꯤꯃꯛ ꯊꯣꯛꯍꯟꯕ ꯌꯥꯏ꯫ ꯍꯥꯏꯔꯤꯕꯁꯤꯡ ꯑꯁꯤ ꯁ꯭ꯋꯔ ꯍꯣꯟꯕꯒꯤ ꯋꯥꯐꯝꯁꯤꯡꯗꯒꯤ ꯍꯧꯔꯒ ꯀꯦꯟꯁꯔꯒꯨꯝꯕ ꯀ꯭ꯔꯣꯅꯤꯛ ꯂꯥꯏꯅꯥꯁꯤꯡꯒꯤ ꯔꯤꯁ꯭ꯛ ꯍꯦꯟꯒꯠꯂꯛꯄ ꯐꯥꯎꯕ ꯌꯥꯎꯕ ꯌꯥꯏ꯫